ꯃꯈꯥꯗꯥ ꯄꯤꯔꯤꯕꯥ ꯋꯥꯐꯝ ꯑꯁꯤ ꯏꯚꯥꯜꯌꯨꯑꯦꯠ ꯇꯧ: "ꯅꯨꯃꯤꯠꯀꯤ ꯃꯇꯝ ꯑꯁꯤ ꯂꯧꯊꯣꯛꯀꯗꯕꯅꯤ꯫" ꯋꯥꯐꯝ ꯑꯁꯤ ꯁꯕꯖꯦꯛꯇꯤꯕ ꯑꯣꯏꯕꯥ ꯋꯥꯈꯜꯂꯣꯟ ꯑꯃꯅꯤ ꯑꯃꯁꯨꯡ ꯅꯨꯃꯤꯗꯥꯡꯒꯤ ꯃꯇꯝ ꯑꯁꯤ ꯂꯧꯊꯣꯛꯀꯗꯕ꯭ꯔꯥ ꯅꯠꯇ꯭ꯔꯒꯥ ꯂꯧꯊꯣꯛꯂꯣꯏꯗꯕ꯭ꯔꯥ ꯍꯥꯏꯕꯒꯤ ꯃꯇꯥꯡꯗꯥ ꯇꯣꯉꯥꯟ ꯇꯣꯉꯥꯟꯕꯥ ꯃꯤꯑꯣꯏꯁꯤꯡꯅꯥ ꯇꯣꯉꯥꯟ ꯇꯣꯉꯥꯟꯕꯥ ꯃꯤꯠꯌꯦꯡ ꯊꯝꯕꯥ ꯌꯥꯏ꯫ ꯋꯥꯐꯝ ꯑꯁꯤꯒꯤ ꯅꯥꯀꯜ ꯑꯅꯤꯃꯛꯇꯥ ꯋꯥꯐꯝ ꯀꯌꯥ ꯂꯥꯛꯂꯤ꯫ ꯅꯨꯃꯤꯠꯀꯤ ꯃꯉꯥꯜ ꯉꯥꯛꯊꯣꯀꯄꯒꯤ ꯃꯇꯝ ꯂꯧꯊꯣꯛꯄꯒꯤ ꯃꯇꯦꯡ ꯄꯥꯡꯂꯤꯕꯁꯤꯡꯅꯥ ꯍꯥꯏꯔꯤ ꯃꯗꯨꯗꯤ ꯃꯁꯤꯅꯥ ꯇꯨꯝꯕꯥ ꯌꯥꯗꯕꯒꯤ ꯃꯑꯣꯡ ꯃꯇꯧꯗꯥ ꯑꯀꯥꯏꯕꯥ ꯄꯤ, ꯄꯣꯠꯊꯣꯛ ꯄꯨꯊꯣꯀꯄꯥ ꯍꯟꯊꯍꯜꯂꯤ ꯑꯃꯁꯨꯡ ꯍꯛꯁꯦꯜꯗꯥ ꯑꯀꯥꯏꯕ ꯄꯤꯕꯥ ꯌꯥꯏ꯫ ꯃꯁꯤꯒꯤ ꯃꯊꯛꯇꯥ, ꯈꯔꯅꯥ ꯍꯥꯏꯔꯤ ꯃꯗꯨꯗꯤ ꯃꯣꯗꯔꯟ ꯇꯦꯛꯅꯣꯂꯣꯖꯤꯒꯥ ꯂꯣꯏꯅꯅꯥ, ꯅꯨꯃꯤꯠꯀꯤ ꯃꯉꯥꯜ ꯀꯅꯕꯥ ꯃꯇꯝ ꯏꯝꯄꯂꯤꯃꯦꯟꯇ ꯇꯧꯕꯒꯤ ꯑꯔꯤꯕꯥ ꯃꯔꯝꯁꯤꯡ, ꯈꯨꯗꯝ ꯑꯣꯏꯅꯥ ꯏꯅꯔꯖꯤ ꯀꯅꯕꯥ ꯑꯃꯁꯨꯡ ꯄꯣꯠꯊꯣꯛ ꯍꯦꯟꯒꯠꯍꯟꯕ ꯑꯁꯤ ꯍꯧꯖꯤꯛ ꯆꯠꯅꯗꯕꯥ ꯅꯠꯇ꯭ꯔꯒꯥ ꯏꯐꯦꯛꯇꯤꯕ ꯑꯣꯏꯗ꯭ꯔꯦ꯫ ꯑꯃꯔꯣꯝꯗꯥ, ꯅꯨꯃꯤꯠꯀꯤ ꯃꯉꯥꯜꯒꯤ ꯃꯇꯝ ꯃꯈꯥ ꯇꯥꯅꯥ ꯆꯠꯊꯕꯗꯥ ꯃꯇꯦꯡ ꯄꯥꯡꯂꯤꯕꯁꯤꯡꯅꯥ ꯍꯥꯏꯔꯤ ꯃꯗꯨꯗꯤ ꯃꯁꯤꯅꯥ ꯅꯨꯃꯤꯗꯥꯡꯒꯤ ꯃꯇꯝꯗꯥ ꯑꯍꯦꯟꯕꯥ ꯄꯨꯡ ꯑꯃꯥ ꯅꯨꯃꯤꯠꯀꯤ ꯃꯉꯥꯜ ꯄꯤꯔꯤ, ꯃꯁꯤꯅꯥ ꯃꯄꯥꯟꯗꯥ ꯊꯕꯛ ꯊꯧꯔꯝꯁꯤꯡ ꯌꯣꯛꯈꯠꯄꯥ ꯉꯝꯒꯅꯤ, ꯇꯨꯔꯤꯖꯝ ꯏꯟꯗꯁꯇ꯭ꯔꯤꯗꯥ ꯀꯥꯟꯅꯕꯥ ꯄꯤꯕꯥ ꯉꯝꯒꯅꯤ, ꯑꯃꯁꯨꯡ ꯀ꯭ꯔꯥꯏꯃꯒꯤ ꯆꯥꯡ ꯍꯟꯊꯍꯟꯕꯥ ꯉꯝꯒꯅꯤ꯫ ꯑꯄꯨꯟꯕꯥ ꯑꯣꯏꯅꯥ, ꯅꯨꯃꯤꯠꯀꯤ ꯃꯉꯥꯜ ꯁꯦꯚꯤꯡꯒꯤ ꯃꯇꯝ ꯂꯧꯊꯣꯀꯄꯥ ꯅꯠꯇ꯭ꯔꯒꯥ ꯊꯝꯅꯕꯒꯤ ꯋꯥꯔꯦꯞ ꯑꯁꯤ ꯑꯔꯣꯏꯕꯗꯥ ꯑꯣꯏꯊꯣꯛꯄꯥ ꯌꯥꯕꯥ ꯀꯥꯟꯅꯕꯁꯤꯡ ꯑꯃꯁꯨꯡ ꯑꯋꯥꯠꯄꯁꯤꯡ ꯑꯗꯨ ꯌꯦꯡꯁꯤꯟꯕꯗꯥ ꯌꯨꯝꯐꯝ ꯑꯣꯏꯕꯇꯥ ꯅꯠꯇꯅꯥ ꯁꯣꯛꯍꯜꯂꯕꯥ ꯃꯤꯁꯤꯡꯒꯤ ꯑꯀꯛꯅꯕꯥ ꯃꯊꯧ ꯇꯥꯕꯁꯤꯡ ꯑꯃꯁꯨꯡ ꯄꯁꯟꯗꯁꯤꯡ ꯑꯗꯨ ꯈꯟꯅꯕꯗꯥ ꯌꯨꯝꯐꯝ ꯑꯣꯏ꯫ ꯄꯤꯔꯤꯕꯥ ꯏꯟꯄꯨꯠ ꯑꯗꯨꯗꯥ ꯌꯨꯝꯐꯝ ꯑꯣꯏꯗꯨꯅꯥ ꯋꯥꯔꯤ ꯑꯃꯥ ꯏꯕꯤꯌꯨ꯫ ꯂꯧꯃꯤ ꯑꯃꯒ ꯁꯥꯏꯟꯇꯤꯁ ꯑꯃꯒ ꯂꯧꯕꯨꯛꯇꯥ ꯆꯠꯂꯝꯃꯤ꯫ ꯃꯇꯝ ꯑꯃꯗꯥ ꯖꯣꯟ ꯁ꯭ꯃꯤꯊ ꯀꯧꯕꯥ ꯂꯧꯃꯤ ꯑꯃꯅꯥ ꯃꯍꯥꯛꯀꯤ ꯃꯍꯩ-ꯃꯔꯣꯡꯁꯤꯡ ꯌꯦꯡꯁꯤꯟꯅꯕꯥ ꯃꯍꯥꯛꯀꯤ ꯂꯧꯕꯨꯛꯇꯥ ꯆꯠꯂꯝꯃꯤ꯫ ꯃꯍꯥꯛꯅꯥ ꯆꯠꯂꯤꯉꯩꯗꯥ ꯃꯍꯥꯛꯅꯥ ꯂꯧꯎ-ꯁꯤꯡꯎꯒꯤ ꯊꯧꯑꯣꯡꯁꯤꯡꯅꯥ ꯂꯩꯃꯥꯏꯒꯤ ꯍꯛꯁꯦꯜꯗꯥ ꯄꯤꯔꯤꯕꯥ ꯁꯥꯐꯨꯒꯤ ꯃꯇꯥꯡꯗꯥ ꯔꯤꯁꯔꯆ ꯇꯧꯔꯤꯕꯥ ꯗꯥꯛꯇꯔ ꯖꯦꯟ ꯁ꯭ꯇꯦꯔꯂꯤꯡ ꯀꯧꯕꯥ ꯁꯥꯏꯟꯇꯤꯁ ꯑꯃꯒꯥ ꯎꯅꯈꯤ꯫ ꯂꯧꯎ-ꯁꯤꯡꯎꯒꯤ ꯂꯝꯗꯥ ꯈ꯭ꯋꯥꯏꯗꯒꯤ ꯅꯧꯕꯥ ꯑꯍꯣꯡꯕꯁꯤꯡꯒꯤ ꯃꯇꯥꯡꯗꯥ ꯈꯟꯅ-ꯅꯩꯅꯗꯨꯅꯥ ꯁꯅꯥꯒꯤ ꯂꯝꯁꯤꯡꯗꯥ ꯆꯠꯂꯤꯉꯩꯗꯥ ꯑꯅꯤꯃꯛꯅꯥ ꯋꯥꯔꯤ ꯁꯥꯅꯈꯤ꯫ ꯖꯣꯟꯗꯥ ꯗꯣꯛꯇꯔ ꯁ꯭ꯇꯦꯔꯂꯤꯡꯒꯤ ꯔꯤꯁꯔꯆꯇꯥ ꯌꯥꯝꯅꯥ ꯅꯨꯡꯉꯥꯏꯈꯤ, ꯑꯃꯁꯨꯡ ꯑꯅꯤꯃꯛ ꯌꯥꯝꯅꯥ ꯊꯨꯅꯥ ꯃꯔꯨꯞ ꯑꯣꯏꯈꯤ꯫ ꯃꯈꯣꯌꯅꯥ ꯆꯠꯂꯤꯉꯩꯗꯥ, ꯖꯣꯟꯅꯥ ꯃꯍꯥꯛꯀꯥ ꯂꯣꯏꯅꯅꯥ ꯄꯣꯠꯁꯛꯁꯤꯡ ꯃꯦꯅꯦꯖ ꯇꯧꯕꯥ ꯑꯃꯁꯨꯡ ꯃꯍꯩ-ꯃꯔꯣꯡ ꯈ꯭ꯋꯥꯏꯗꯒꯤ ꯐꯕꯥ ꯃꯑꯣꯡꯗꯥ ꯆꯥꯎꯈꯠꯄꯥ ꯁꯣꯏꯗꯅꯥ ꯂꯩꯍꯟꯕꯒꯤ ꯁꯤꯡꯅꯕꯁꯤꯡ ꯑꯗꯨ ꯁꯦꯌꯔ ꯇꯧꯈꯤ, ꯑꯗꯨꯒꯥ ꯗꯥꯛꯇꯔ ꯁ꯭ꯇꯦꯔꯂꯤꯡꯅꯥ ꯃꯍꯥꯛꯀꯤ ꯁ꯭ꯇꯗꯤꯁꯤꯡꯗꯒꯤ ꯋꯥꯈꯜꯂꯣꯟꯁꯤꯡ ꯄꯤꯈꯤ ꯃꯗꯨꯅꯥ ꯐꯥꯔꯝ ꯑꯁꯤꯒꯤ ꯄꯣꯠꯊꯣꯛ ꯍꯦꯟꯒꯠꯍꯟꯕꯗꯥ ꯃꯇꯦꯡ ꯄꯥꯡꯕꯥ ꯉꯝꯒꯅꯤ꯫ ꯂꯧꯃꯤ ꯑꯃꯁꯨꯡ ꯁꯥꯏꯟꯇꯤꯁ ꯄꯨꯟꯅꯥ ꯂꯧꯕꯨꯛꯇꯥ ꯆꯠꯇꯨꯅꯥ ꯋꯥꯈꯜ ꯑꯃꯁꯨꯡ ꯂꯧꯁꯤꯡ ꯄꯤꯊꯣꯛ-ꯄꯤꯁꯤꯟ ꯇꯧꯅꯔꯛꯈꯤ꯫ ꯃꯈꯣꯌꯅꯥ ꯂꯩꯍꯥꯎꯒꯤ ꯍꯛꯁꯦꯜ ꯐꯒꯠꯍꯟꯅꯕꯥ, ꯏꯁꯤꯡ ꯁꯤꯖꯤꯟꯅꯕꯥ ꯍꯟꯊꯍꯟꯅꯕꯥ ꯑꯃꯁꯨꯡ ꯃꯍꯩ-ꯃꯔꯣꯡꯒꯤ ꯄꯣꯠꯊꯣꯛ ꯍꯦꯅꯒꯠꯍꯟꯅꯕꯥ ꯄꯥꯝꯕꯩꯁꯤꯡ ꯈꯟꯅꯈꯤ꯫ ꯅꯨꯃꯤꯠ ꯈꯨꯗꯤꯡꯒꯤ ꯑꯅꯤꯃꯛꯀꯤ ꯃꯔꯛꯇꯥ ꯄꯨꯟꯅꯥ ꯊꯕꯛ ꯇꯧꯃꯤꯟꯅꯕꯒꯤ ꯃꯔꯤ ꯑꯁꯤ ꯍꯦꯟꯅꯥ ꯃꯄꯥꯡꯒꯜ ꯀꯟꯈꯠꯂꯛꯈꯤ ꯑꯃꯁꯨꯡ ꯑꯊꯨꯕꯥ ꯃꯇꯝꯗꯥ ꯐꯥꯔꯝ ꯑꯁꯤ ꯌꯥꯝꯅꯥ ꯆꯥꯎꯈꯠꯂꯛꯈꯤ꯫ ꯖꯣꯟ ꯑꯃꯁꯨꯡ ꯗꯥꯛꯇꯔ ꯁ꯭ꯇꯦꯔꯂꯤꯡꯒꯤ ꯃꯔꯛꯇꯥ ꯂꯩꯔꯤꯕꯥ ꯄꯥꯔꯠꯅꯔꯁꯤꯞ ꯑꯁꯤ ꯃꯍꯩ ꯌꯥꯜꯂꯛꯈꯤ, ꯃꯔꯝꯗꯤ ꯐꯥꯔꯝ ꯑꯁꯤꯅꯥ ꯍꯥꯟꯅꯗꯒꯤ ꯍꯦꯟꯅꯥ ꯃꯍꯩ-ꯃꯔꯣꯡ ꯄꯨꯊꯣꯛꯄꯥ ꯍꯧꯈꯤ꯫ ꯂꯩꯃꯥꯏ ꯑꯁꯤ ꯍꯛꯆꯥꯡ ꯐꯅꯥ ꯂꯩꯔꯝꯃꯤ, ꯃꯍꯩ-ꯃꯔꯣꯡ ꯃꯔꯥꯡ ꯀꯥꯏꯅꯥ ꯂꯩꯔꯝꯃꯤ ꯑꯃꯁꯨꯡ ꯐꯥꯔꯝ ꯑꯗꯨ ꯌꯥꯝꯅꯥ ꯆꯥꯎꯔꯝꯃꯤ꯫ ꯑꯃꯁꯨꯡ ꯃꯔꯝ ꯑꯁꯤꯅꯥ, ꯂꯧꯃꯤ ꯑꯃꯗꯤ ꯁꯥꯏꯟꯇꯤꯁ ꯑꯃꯅꯥ ꯂꯧꯕꯨꯛꯇꯥ ꯈꯣꯡꯅꯥ ꯆꯠꯇꯨꯅꯥ, ꯈꯨꯠꯁꯝꯅꯗꯨꯅꯥ, ꯄꯨꯝꯅꯃꯛꯀꯤ ꯍꯦꯟꯅꯥ ꯐꯕꯥ ꯇꯨꯡꯂꯝꯆꯠ ꯑꯃꯥ ꯁꯦꯝꯒꯠꯅꯕꯥ ꯄꯨꯟꯅꯥ ꯊꯕꯛ ꯇꯧꯃꯤꯟꯅꯈꯤ꯫